ꯑꯥꯔꯇꯤꯐꯤꯁꯤꯑꯦꯜ ꯏꯟꯇꯦꯜꯂꯤꯖꯦꯟꯁ ꯅꯍꯥꯛꯅꯥ ꯃꯅꯥꯛ ꯅꯛꯄꯗ ꯏꯇꯥꯂꯤꯒꯤ ꯆꯥꯅꯕ ꯑꯐꯕ ꯃꯐꯝ ꯈꯔ ꯔꯤꯀꯃꯦꯟꯗ ꯇꯧꯕꯥ ꯌꯥꯕ꯭ꯔꯥ? ꯑꯥꯔꯇꯤꯐꯤꯁꯤꯑꯦꯜ ꯏꯟꯇꯦꯜꯂꯤꯖꯦꯟꯁ: "ꯁꯣꯏꯗꯅ, ꯑꯩꯅꯥ ꯅꯪꯒꯤ ꯃꯐꯝꯗ ꯏꯇꯥꯂꯤꯒꯤ ꯔꯦꯁ꯭ꯇꯣꯔꯦꯟꯠ ꯈꯔ ꯐꯪꯂꯦ꯫ ꯑꯩꯅ ꯉꯪꯒꯤꯗꯃꯛ ꯂꯤꯁ꯭ꯠ ꯇꯧꯕ ꯄꯥꯝꯕꯤꯕꯔꯥ? " ꯁꯦꯝꯄꯜ ꯏꯟꯄꯨꯠ ꯑꯁꯤꯅ ꯃꯍꯧꯁꯥꯒꯤ ꯂꯣꯜ ꯄ꯭ꯔꯣꯁꯦꯁꯤꯡ ꯁꯤꯖꯤꯟꯅꯕꯒꯤ ꯃꯑꯣꯡ ꯎꯠꯂꯤ, ꯃꯐꯝ ꯑꯗꯨꯗ ꯑꯥꯔꯇꯤꯐꯤꯁꯤꯑꯦꯜ ꯏꯟꯇꯦꯜꯂꯤꯖꯦꯟꯁ ꯅ ꯃꯈꯣꯏꯒꯤ ꯂꯣꯀꯦꯂꯤꯇꯤꯗ ꯏꯇꯥꯂꯤꯒꯤ ꯐꯨꯗ ꯔꯤꯀꯃꯦꯟꯗꯦꯁꯅꯕꯁꯤꯡꯒꯤꯗꯃꯛꯇ ꯌꯨꯖꯔꯅ ꯍꯥꯏꯖꯔꯛꯄ ꯑꯗꯨ ꯈꯪꯏ ꯑꯃꯁꯨꯡ ꯋꯥꯔꯤ ꯁꯥꯅꯕ ꯃꯑꯣꯡꯗ ꯄꯥꯎꯈꯨꯝ ꯄꯤꯔꯤ꯫ ꯑꯄꯤꯕꯥ ꯄꯦꯟꯇꯤꯡ ꯑꯗꯨ ꯏꯂꯤꯒꯦꯟ ꯑꯣꯏꯅ ꯐꯣꯡꯗꯣꯛꯄꯥ ꯋꯥꯍꯩ ꯑꯃ ꯁꯦꯝꯃꯨ꯫ ꯄꯤꯇꯔ ꯄꯣꯜ ꯔꯨꯕꯦꯟꯁꯅ ꯏꯕꯥ ꯐꯖꯔꯕ ꯑꯣꯏꯜ ꯄꯦꯟꯇꯤꯡ ꯑꯁꯤꯅ ꯃꯉꯥꯜ, ꯃꯌꯦꯛ ꯁꯦꯡꯕ ꯃꯆꯨ ꯑꯃꯁꯨꯡ ꯑꯊꯣꯏꯕ ꯑꯀꯨꯞꯄ ꯃꯔꯣꯂꯁꯤꯡ ꯁꯤꯖꯤꯟꯅꯗꯨꯅ, ꯁ꯭ꯋꯔꯒꯗꯨꯠ ꯒꯦꯕ꯭ꯔꯤꯌꯦꯜꯅꯥ ꯋꯥꯔꯖꯤꯟ ꯃꯦꯔꯤꯗ ꯃꯍꯥꯛꯅ ꯈ꯭ꯔ꯭ꯏꯁ꯭ꯇꯕꯨ ꯃꯤꯔꯣꯟꯕ ꯑꯃꯁꯨꯡ ꯄꯣꯛꯄ ꯉꯝꯒꯅꯤ ꯍꯥꯏꯅ ꯐꯣꯡꯗꯣꯛꯈꯤꯕ ꯃꯇꯝ ꯑꯗꯨꯕꯨ ꯌꯥꯝꯅ ꯍꯩꯊꯣꯏ-ꯁꯤꯡꯊꯣꯏꯅ ꯐꯣꯡꯗꯣꯛꯏ꯫। ꯑꯥꯔꯇꯤꯐꯤꯁꯤꯑꯦꯜ ꯏꯟꯇꯦꯂꯤꯖꯦꯟꯁ ꯑꯃꯁꯨꯡ ꯃꯦꯁꯤꯟ ꯂꯔꯅꯤꯡꯒꯤ ꯃꯔꯛꯇ ꯂꯩꯔꯤꯕꯥ ꯈꯦꯠꯅꯕꯥ ꯑꯗꯨ ꯁꯟꯗꯣꯛꯅ ꯇꯥꯛꯄꯤꯌꯨ꯫ ꯑꯥꯔꯇꯤꯐꯤꯁꯤꯑꯦꯜ ꯏꯟꯇꯤꯂꯤꯖꯦꯟꯁ (ꯑꯦ. ꯑꯥꯏ.) ꯑꯁꯤ ꯑꯩꯈꯣꯏꯅ "ꯁ꯭ꯃꯥꯔꯠ" ꯍꯥꯏꯅ ꯂꯧꯕ ꯃꯑꯣꯡꯗ ꯃꯦꯁꯤꯟꯁꯤꯡꯅ ꯊꯕꯛꯁꯤꯡ ꯄꯥꯡꯊꯣꯛꯄ ꯉꯝꯕꯕꯨ ꯈꯪꯍꯜꯂꯤꯕ ꯄꯥꯛ ꯆꯥꯎꯔꯕꯕꯋꯥꯈꯜꯂꯣꯟ ꯑꯃꯅꯤ꯫ ꯇꯉꯥꯏꯐꯗꯅꯥ, ꯑꯥꯔꯇꯤꯐꯤꯁꯤꯑꯦꯜ ꯏꯟꯇꯦꯜꯂꯤꯖꯦꯟꯁꯅ ꯃꯦꯁꯤꯟ ꯂꯔꯅꯤꯡ ꯌꯥꯎꯅꯥ ꯇꯦꯛꯅꯣꯂꯣꯖꯤ ꯀꯌꯥ ꯑꯃ ꯀꯣꯟꯁꯤꯜꯂꯤꯕ ꯁ꯭ꯣꯔꯠꯒꯤ ꯋꯥꯍꯩ ꯑꯃꯅꯤ꯫ ꯃꯥꯏꯀꯩ ꯑꯃꯔꯣꯝꯗ, ꯃꯦꯁꯤꯟ ꯂꯔꯅꯤꯡ (ꯑꯦꯝ. ꯑꯦꯜ.) ꯑꯁꯤ ꯑꯥꯔꯇꯤꯐꯤꯁꯤꯑꯦꯜ ꯏꯟꯇꯦꯜꯂꯤꯖꯦꯟꯁ ꯒꯤ ꯁꯕꯁꯦꯠ ꯑꯃꯅꯤ ꯃꯁꯤꯗ ꯑꯦꯜꯒꯣꯔꯤꯊꯝꯁꯤꯡ, ꯁ꯭ꯇꯦꯇꯤꯁ꯭ꯇꯤꯀꯦꯜ ꯃꯣꯗꯦꯜꯁꯤꯡ, ꯑꯃꯁꯨꯡ ꯀꯝꯄ꯭ꯂꯦꯛꯁ ꯃꯦꯊꯃꯦꯇꯤꯀꯦꯜ ꯀꯦꯂꯀꯨꯂꯦꯁꯅꯁꯤꯡ ꯁꯤꯖꯤꯟꯅꯗꯨꯅ ꯃꯦꯁꯤꯟꯁꯤꯡꯅ ꯃꯇꯝꯒꯤ ꯃꯇꯨꯡ ꯏꯟꯅ ꯑꯀꯛꯅꯕ ꯊꯕꯛ ꯑꯃꯗ ꯃꯈꯣꯏꯒꯤ ꯄꯔꯐꯣꯃꯦꯟꯁ ꯐꯒꯠꯍꯟꯕ ꯉꯝꯅꯕ, ꯃꯌꯦꯛ ꯁꯦꯡꯅ ꯄ꯭ꯔꯣꯒ꯭ꯔꯥꯝ ꯇꯧꯗꯅ ꯇꯧꯕ ꯌꯥꯕ ꯌꯥꯍꯜꯂꯤ꯫ ꯑꯗꯨ ꯑꯣꯏꯔꯕꯗꯤ. ꯑꯇꯣꯞꯄ ꯋꯥꯍꯟꯊꯣꯛ ꯑꯃꯗ ꯍꯥꯏꯔꯕꯗ, ꯃꯦꯁꯤꯟ ꯂꯔꯅꯤꯡ ꯑꯁꯤ ꯑꯥꯔꯇꯤꯐꯤꯁꯤꯑꯦꯜ ꯏꯟꯇꯤꯂꯤꯖꯦꯟꯁ ꯐꯪꯅꯕꯒꯤ ꯃꯑꯣꯡ ꯑꯃꯅꯤ ꯃꯐꯝ ꯑꯗꯨꯗꯥ ꯃꯦꯁꯤꯟꯁꯤꯡꯅ ꯗꯦꯇꯥꯗꯒꯤ ꯇꯃꯖꯩ, ꯄꯦꯇ꯭ꯔꯟꯁꯤꯡ ꯈꯉꯗꯣꯀꯏ ꯑꯃꯁꯨꯡ ꯃꯤꯑꯣꯏꯕꯒꯤ ꯈ꯭ꯋꯥꯏꯗꯒꯤ ꯅꯦꯝꯕ ꯏꯟꯇꯔꯚꯦꯟꯁꯟꯒ ꯂꯣꯏꯅꯅ ꯋꯥꯔꯦꯞ ꯂꯧꯏ꯫ ꯈꯪꯖꯤꯟꯒꯗꯕꯥ ꯑꯃꯅ, ꯑꯥꯔꯇꯤꯐꯤꯁꯤꯑꯦꯜ ꯏꯟꯇꯤꯂꯤꯖꯦꯟꯁꯅꯥ ꯃꯤꯑꯣꯏꯕꯒꯤ ꯂꯃꯆꯠ-ꯁꯥꯖꯠ ꯑꯃꯁꯨꯡ ꯋꯥꯔꯦꯞ ꯂꯧꯕꯗꯥ ꯃꯤꯠꯌꯦꯡ ꯊꯝꯂꯤ ꯑꯗꯨꯒ ꯃꯦꯁꯤꯟ ꯂꯔꯅꯤꯡꯅꯥ ꯃꯦꯁꯤꯟꯁꯤꯡꯅ ꯗꯦꯇꯥꯗꯒꯤ ꯇꯝꯕꯥ ꯑꯃꯁꯨꯡ ꯑꯍꯣꯡꯕ ꯄꯨꯔꯛꯄ ꯌꯥꯍꯉꯗꯕꯥ ꯃꯣꯗꯦꯜꯁꯤꯡ ꯑꯃꯁꯨꯡ ꯑꯦꯜꯒꯣꯔꯤꯊꯝꯁꯤꯡ ꯁꯦꯝꯒꯠꯄꯗ ꯃꯤꯠꯌꯦꯡ ꯊꯝꯂꯤ꯫ ꯃꯦꯁꯤꯟ ꯂꯔꯅꯤꯡ ꯑꯁꯤ ꯑꯥꯔꯇꯤꯐꯤꯁꯤꯑꯦꯜ ꯏꯟꯇꯦꯜꯂꯤꯖꯦꯟꯁ ꯅꯍꯥꯛꯅꯥꯅꯍꯥꯛꯀꯤ ꯃꯐꯝꯗꯒꯤ ꯂꯧꯈꯤꯕꯥ ꯄꯣꯠꯁꯛ ꯑꯗꯨꯗ ꯅꯨꯡꯉꯥꯏꯇꯕꯥ ꯀꯁ꯭ꯇꯃꯔ ꯑꯃꯒ ꯋꯥꯔꯤ ꯁꯥꯅꯔꯤ ꯍꯥꯌꯅꯥ ꯈꯅꯕꯤꯌꯨ꯫ ꯐꯤꯚꯝ ꯑꯗꯨ ꯁꯣꯈꯜꯂꯤꯕꯥ ꯔꯦꯁ꯭ꯄꯣꯟꯁ ꯑꯃꯥ ꯁꯦꯝꯃꯨ꯫ ꯅꯨꯡꯁꯤꯖꯔꯕꯥ ꯀꯁ꯭ꯇꯃꯔ, ꯑꯍꯥꯟꯕꯗ ꯑꯩꯈꯣꯏꯒꯤ ꯄꯣꯠꯊꯣꯛ ꯑꯁꯤꯒꯤ ꯃꯇꯥꯡꯗ ꯑꯗꯣꯝꯅꯥ ꯊꯦꯡꯅꯔꯛꯄꯥ ꯈꯨꯗꯣꯡꯆꯥꯗꯕ ꯅꯠꯇꯔꯒ ꯅꯨꯡꯉꯥꯏꯇꯕ ꯑꯃꯠꯇ ꯑꯩꯍꯥꯛꯅ ꯊꯃꯣꯏ ꯁꯦꯡꯅꯥꯂ ꯃꯥꯡꯖꯧꯅꯅꯥ ꯍꯥꯏꯖꯔꯤ꯫ ꯑꯩꯈꯣꯏꯒꯤ ꯀꯁ꯭ꯇꯃꯔꯁꯤꯡꯅ ꯃꯈꯣꯏꯒꯤ ꯄꯔꯆꯦꯖꯁꯤꯡꯗ ꯃꯄꯨꯡ ꯐꯥꯅ ꯅꯨꯡꯉꯥꯏꯕ ꯐꯣꯡꯗꯣꯛꯄ ꯑꯁꯤ ꯑꯩꯈꯣꯏꯒꯤꯗꯃꯛ ꯃꯔꯨꯑꯣꯏ ꯑꯃꯁꯨꯡ ꯑꯗꯣꯃꯒꯨꯝꯕ ꯑꯋꯥꯕꯁꯤꯡ ꯑꯁꯤ ꯑꯩꯈꯣꯏꯅ ꯌꯥꯝꯅ ꯂꯨꯅꯥ ꯂꯧꯏ꯫